ꯑꯅꯧꯕꯥ ꯑꯦꯞꯀꯤ ꯋꯥꯈꯜꯂꯣꯟ ꯑꯍꯨꯝ ꯕ꯭ꯔꯦꯟꯁ꯭ꯇꯣꯔꯝ ꯇꯧꯕꯤꯌꯨ꯫ ꯁꯣꯁꯤꯑꯦꯜ ꯐꯤꯠꯅꯦꯁ: ꯑꯦꯞ ꯑꯁꯤꯅ ꯁꯣꯁꯤꯑꯦꯜ ꯃꯤꯗꯤꯌꯥꯕꯨ ꯐꯤꯠꯅꯦꯁꯀꯥ ꯄꯨꯟꯁꯤꯟꯅꯗꯨꯅ ꯌꯨꯖꯔꯁꯤꯡꯅ ꯋꯥꯔꯛꯑꯥꯎꯠ ꯇꯧꯕ, ꯃꯈꯣꯏꯒꯤ ꯄ꯭ꯔꯣꯒ꯭ꯔꯦꯁ ꯇ꯭ꯔꯦꯛ ꯇꯧꯕ ꯑꯃꯁꯨꯡ ꯃꯈꯣꯏꯒꯤ ꯃꯔꯨꯞꯁꯤꯡꯒ ꯔꯤꯑꯦꯜ-ꯇꯥꯏꯝꯗꯥ ꯀꯝꯄꯤꯇꯤꯁꯟ ꯇꯧꯕ ꯌꯥꯍꯜꯂꯤ꯫ ꯃꯁꯤꯗ ꯚꯔꯆꯨꯑꯦꯜ ꯋꯥꯔꯛꯑꯥꯎꯠ ꯀ꯭ꯂꯥꯁꯁꯤꯡ, ꯄꯔꯁꯣꯅꯦꯂꯥꯏꯖ ꯋꯥꯔꯛꯑꯥꯎꯠ ꯄ꯭ꯂꯥꯟꯁꯤꯡ, ꯑꯃꯁꯨꯡ ꯄ꯭ꯔꯣꯒ꯭ꯔꯦꯁ ꯁꯦꯌꯔ ꯇꯧꯕ ꯌꯥꯎꯒꯅꯤ꯫ ꯌꯨꯖꯔꯁꯤꯡꯅ ꯃꯈꯣꯏꯒꯤ ꯃꯔꯨꯞꯁꯤꯡꯕꯨ ꯐꯤꯠꯅꯦꯁ ꯀꯝꯄꯤꯇꯤꯁꯟꯁꯤꯡꯗꯥ ꯆꯦꯂꯦꯟꯖ ꯇꯧꯕ ꯌꯥꯏ ꯅꯠꯇ꯭ꯔꯒ ꯚꯔꯆꯨꯑꯦꯜ ꯔꯟꯒꯨꯝꯕꯥ ꯀꯝꯃꯌꯨꯅꯤꯇꯤꯒꯤ ꯊꯧꯔꯝꯁꯤꯡꯗ ꯁꯔꯨꯛ ꯌꯥꯕ ꯌꯥꯏ꯫ ꯃꯨꯠ ꯕꯨꯁ: ꯑꯦꯞ ꯑꯁꯤꯅ ꯌꯨꯖꯔꯒꯤ ꯃꯦꯟꯇꯦꯜ ꯋꯦꯜꯁꯤꯡ ꯐꯒꯠꯍꯟꯕꯗ ꯃꯤꯠꯌꯦꯡ ꯊꯝꯒꯅꯤ, ꯃꯁꯤꯅ ꯁꯇ꯭ꯔꯦꯁ ꯍꯟꯊꯍꯟꯕꯗ ꯑꯃꯁꯨꯡ ꯃꯨꯠ ꯐꯒꯠꯍꯟꯕꯗ ꯃꯇꯦꯡ ꯄꯥꯡꯒꯅꯤ꯫ ꯃꯁꯤꯗ ꯅꯨꯃꯤꯠ ꯈꯨꯗꯤꯡꯒꯤ ꯏꯟꯁꯄꯤꯔꯦꯁꯅꯦꯜ ꯀꯣꯠꯁꯤꯡ, ꯃꯦꯗꯤꯇꯦꯁꯟ, ꯁꯣꯔ ꯍꯣꯟꯕꯒꯤ ꯑꯦꯛꯁꯔꯁꯥꯏꯖ, ꯑꯃꯁꯨꯡ ꯃꯨꯠ ꯇ꯭ꯔꯦꯀꯤꯡ ꯀꯦꯄꯦꯕꯤꯂꯤꯇꯤꯁꯤꯡ ꯌꯥꯎꯒꯅꯤ꯫ ꯑꯦꯞ ꯑꯁꯤꯅ ꯑꯔꯇꯤꯐꯤꯁꯦꯜ ꯏꯟꯇꯤꯂꯤꯖꯦꯟꯁ ꯐꯨꯗꯤ ꯐ꯭ꯔꯦꯟ: ꯑꯦꯞ ꯑꯁꯤ ꯆꯤꯟꯖꯥꯛ ꯅꯨꯡꯁꯤꯕꯁꯤꯡꯒꯤꯗꯃꯛꯇ ꯁꯦꯝꯈꯤꯕꯅꯤ, ꯃꯁꯤꯅ ꯑꯅꯧꯕ ꯑꯃꯁꯨꯡ ꯄꯨꯛꯅꯤꯡ ꯆꯤꯡꯁꯤꯟꯅꯤꯡꯉꯥꯏ ꯑꯣꯏꯕ ꯆꯥꯛꯁꯪꯁꯤꯡ ꯑꯃꯁꯨꯡ ꯔꯦꯁꯇꯣꯔꯦꯟꯁꯤꯡ ꯈꯪꯗꯣꯛꯄ, ꯁꯦꯌꯔ ꯇꯧꯕ ꯑꯃꯁꯨꯡ ꯔꯦꯠ ꯇꯧꯕꯒꯤ ꯄ꯭ꯂꯦꯠꯐꯣꯔꯝ ꯑꯃ ꯄꯤꯔꯤ꯫ ꯌꯨꯖꯔꯁꯤꯡꯅ ꯑꯀꯛꯅꯕ ꯃꯈꯜꯒꯤ ꯆꯤꯟꯖꯥꯛ ꯊꯤꯕ ꯌꯥꯏ, ꯃꯈꯣꯏꯒꯤ ꯂꯩꯐꯝꯗ ꯌꯨꯝꯐꯝ ꯑꯣꯏꯔꯒ ꯔꯤꯀꯃꯦꯟꯗꯦꯁꯟꯁꯤꯡ ꯕ꯭ꯔꯣꯠ ꯇꯧꯕ ꯌꯥꯏ ꯑꯃꯁꯨꯡ ꯃꯈꯣꯏ ꯃꯁꯥꯒꯤ ꯔꯦꯁꯇꯣꯔꯦꯟ ꯑꯃꯁꯨꯡ ꯗꯤꯁ ꯋꯤꯁ ꯂꯤꯁꯁꯤꯡ ꯁꯦꯝꯕ ꯌꯥꯏ꯫ ꯑꯦꯞ ꯑꯁꯤꯅ ꯌꯨꯖꯔꯒꯤ ꯇꯦꯁ ꯄꯔꯐꯦꯔꯦꯟꯁ ꯑꯃꯁꯨꯡ ꯗꯥꯏꯑꯦꯇꯔꯤ ꯔꯦꯁꯇ꯭ꯔꯤꯛꯁꯟꯁꯤꯡꯗ ꯌꯨꯝꯐꯝ ꯑꯣꯏꯔꯒ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡꯁꯨ ꯄꯤꯕ ꯌꯥꯏ꯫ ꯑꯔꯇꯤꯐꯤꯁꯦꯜ ꯏꯟꯇꯤꯂꯤꯖꯦꯟꯁ ꯒꯤ ꯑꯦꯁꯤꯁꯇꯦꯟ ꯑꯃꯒꯤꯗꯃꯛ ꯄ꯭ꯔꯣꯖꯦꯛꯇ ꯑꯥꯏꯗꯤꯌꯥ ꯑꯃ ꯄꯤꯌꯨ꯫ ꯄ꯭ꯔꯣꯖꯦꯛꯀꯤ ꯋꯥꯈꯜꯂꯣꯟ ꯑꯃꯗꯤ ꯚꯔꯆꯨꯑꯦꯜ ꯄꯔꯁꯣꯅꯦꯜ ꯁꯣꯄꯤꯡ ꯑꯔꯇꯤꯐꯤꯁꯦꯜ ꯏꯟꯇꯤꯂꯤꯖꯦꯟꯁ ꯃꯁꯤꯒꯤ ꯑꯦꯁꯤꯁꯇꯦꯟ ꯑꯁꯤꯅ ꯃꯦꯁꯤꯟ ꯂꯔꯅꯤꯡ ꯑꯦꯜꯒꯣꯔꯤꯊꯝꯁꯤꯡ ꯁꯤꯖꯤꯟꯅꯗꯨꯅ ꯌꯨꯖꯔꯒꯤ ꯍꯧꯈꯤꯕ ꯄꯔꯆꯦꯖꯁꯤꯡ, ꯁ꯭ꯇꯥꯏꯜ ꯄꯔꯐꯦꯔꯦꯟꯁꯁꯤꯡ, ꯑꯃꯁꯨꯡ ꯃꯈꯣꯏꯒꯤ ꯁꯣꯁꯤꯑꯦꯜ ꯃꯤꯗꯤꯌꯥ ꯑꯦꯛꯇꯤꯚꯤꯇꯤ ꯐꯥꯎꯕ ꯑꯦꯅꯥꯂꯥꯏꯖ ꯇꯧꯗꯨꯅ ꯄꯣꯠꯂꯝꯁꯤꯡꯒꯤ ꯔꯤꯀꯃꯦꯟ ꯇꯧꯒꯅꯤ ꯑꯃꯁꯨꯡ ꯄꯔꯁꯣꯅꯦꯂꯥꯏꯖ ꯇꯧꯔꯕꯥ ꯑꯥꯎꯠꯐꯤꯠꯁꯤꯡ ꯁꯦꯝꯒꯅꯤ꯫ ꯑꯦꯁꯤꯁꯇꯦꯟ ꯑꯗꯨꯅ ꯇꯣꯉꯥꯟ ꯇꯣꯉꯥꯟꯕ ꯊꯧꯔꯝꯁꯤꯡꯒꯤꯗꯃꯛ ꯑꯥꯎꯠꯐꯤꯠ ꯁꯖꯦꯁꯟꯁꯤꯡ ꯄꯤꯕ ꯌꯥꯏ ꯅꯠꯇ꯭ꯔꯒ ꯌꯨꯖꯔꯒꯤꯗꯃꯛꯇ ꯊꯥ ꯈꯨꯗꯤꯡꯒꯤ ꯋꯥꯗ꯭ꯔꯕ ꯑꯃꯁꯨꯡ ꯑꯃ ꯐꯥꯎꯕ ꯀ꯭ꯔꯤꯌꯦꯠ ꯇꯧꯕ ꯌꯥꯏ꯫ ꯃꯁꯤꯅ ꯌꯨꯖꯔꯗꯥ ꯃꯈꯣꯏꯒꯤ ꯅꯨꯡꯁꯤꯖꯔꯕꯥ ꯕ꯭ꯔꯥꯟꯗꯁꯤꯡꯗ ꯌꯧꯅꯕ ꯑꯃꯁꯨꯡ ꯗꯤꯜꯁꯤꯡꯒꯤ ꯃꯇꯥꯡꯗꯁꯨ ꯈꯪꯍꯟꯅꯕ ꯌꯥꯏ, ꯑꯃꯁꯨꯡ ꯃꯈꯣꯏꯒꯤ ꯃꯥꯏꯀꯩꯗꯒꯤ ꯄꯣꯠ ꯂꯩꯕ ꯐꯥꯎꯕ ꯌꯥꯏ꯫ ꯌꯨꯖꯔꯅꯥ ꯑꯔꯇꯤꯐꯤꯁꯦꯜ ꯏꯟꯇꯤꯂꯤꯖꯦꯟꯁꯒꯤ ꯑꯦꯁꯤꯁꯇꯦꯟꯀꯥ ꯃꯈꯥ ꯇꯥꯅ ꯏꯟꯇꯔꯦꯛ ꯇꯧꯔꯛꯄꯒ ꯂꯣꯏꯅꯅ, ꯃꯁꯤꯅ ꯂꯦꯞꯇꯅ ꯇꯝꯒꯅꯤ ꯑꯃꯁꯨꯡ ꯃꯁꯤꯒꯤ ꯁꯖꯦꯁꯟꯁꯤꯡ ꯑꯁꯤ ꯐꯒꯠꯍꯟꯅꯒꯅꯤ, ꯃꯁꯤꯅ ꯇꯁꯦꯡꯅ ꯄꯔꯁꯣꯅꯦꯂꯥꯏꯖ ꯇꯧꯔꯕ ꯁꯣꯄꯤꯡ ꯑꯦꯛꯁꯄꯤꯔꯤꯑꯦꯟꯁ ꯑꯃ ꯁꯦꯝꯒꯅꯤ꯫